ꯀꯔꯤꯅꯣ ꯅꯪꯅ ꯀꯔꯤ ꯍꯥꯏꯈꯤꯕꯒꯦ? ꯃꯀꯨꯅ ꯃꯍꯥꯛ ꯃꯇꯤꯛ ꯆꯥꯅ ꯇꯥꯕ ꯉꯝꯗꯦ ꯍꯥꯏꯕ ꯇꯥꯛꯄꯒ ꯂꯣꯏꯅꯅ ꯍꯪꯏ꯫ ꯂꯪꯖꯥꯅ ꯍꯦꯟꯅ ꯋꯥꯅ ꯋꯥ ꯉꯥꯏ, "ꯑꯗꯣꯝꯒꯤ ꯆꯍꯤ ꯀꯌꯥ ꯁꯨꯔꯦ, ꯁ꯭ꯔꯤꯃꯥꯟ ꯃꯀꯨ? ꯃꯀꯨꯅ ꯍꯥꯏꯔꯛꯏ, "ꯑꯩꯕꯨ ꯁ꯭ꯔꯤꯃꯥꯟ ꯍꯥꯏꯅ ꯀꯧꯕꯤꯒꯅꯨ, ꯑꯩꯕꯨ ꯏꯄꯨ(ꯗꯥꯗꯥ) ꯀꯧꯕꯤꯌꯨ꯫ ꯅꯈꯣꯏ ꯅꯍꯥꯁꯤꯡꯅ ꯅꯈꯣꯏꯒꯤ ꯏꯃꯥ-ꯏꯄꯨꯁꯤꯡꯒꯤ ꯄꯨꯋꯥꯔꯤ ꯀꯥꯎꯔꯣꯏꯗꯕꯅꯤ"꯫ ꯂꯪꯖꯥꯅ ꯄꯥꯎꯈꯨꯝ ꯄꯤꯔꯛꯏ, "ꯑꯗꯨꯗꯤ ꯐꯔꯦ, ꯍꯧꯖꯤꯛꯇꯒꯤ ꯑꯩꯅ ꯅꯪꯕꯨ 'ꯏꯄꯨ' ꯍꯥꯏꯅ ꯀꯧꯒꯅꯤ꯫" ꯑꯗꯨꯅ, ꯏꯄꯨ ꯑꯗꯣꯝꯒꯤ ꯆꯍꯤ ꯀꯌꯥ ꯁꯨꯔꯦ? ꯁꯦꯟꯗ꯭ꯔꯥꯡꯅ ꯍꯥꯏꯔꯦ ꯍꯥꯏꯔꯤ ꯃꯗꯨꯗꯤ ꯃꯍꯥꯛ ꯈ꯭ꯋꯥꯏꯗꯒꯤ ꯑꯍꯜ ꯑꯣꯏꯕꯅꯤ꯫ "ꯀꯔꯤ ꯍꯥꯏꯔꯤꯕꯅꯣ"? ꯃꯀꯨꯅ ꯄꯥꯎꯈꯨꯝ ꯄꯤꯔꯛꯏ, "ꯆꯍꯤ ꯀꯌꯥ ꯁꯨꯔꯦ, ꯑꯩꯅꯥ ꯍꯧꯖꯤꯛ ꯃꯁꯤꯡ ꯊꯤꯕ ꯐꯥꯎꯕ ꯉꯝꯗ꯭ꯔꯦ꯫" ꯅꯈꯣꯏꯅ ꯍꯥꯏꯔꯤꯕ ꯉꯥ ꯑꯗꯨ ꯑꯩꯉꯣꯟꯗꯒꯤ ꯌꯥꯝꯅ ꯅꯍꯥ ꯑꯣꯏꯔꯦ꯫ ꯃꯍꯥꯛ ꯑꯩꯒꯤ ꯏꯆꯥꯅꯨꯄꯥꯁꯤꯡꯒꯤ ꯃꯄꯥ-ꯃꯃꯥ-ꯃꯄꯥ-ꯃꯆꯥꯅꯨꯄꯥ ꯑꯣꯏꯒꯗꯕꯅꯤ꯫" ꯃꯐꯝꯗꯨꯗ ꯂꯩꯔꯤꯕ ꯑꯇꯣꯞꯄ ꯁꯥ ꯄꯨꯝꯅꯃꯛ ꯃꯍꯥꯛꯀꯤ ꯋꯥꯍꯩ ꯇꯥꯕꯗ ꯑꯃꯒ ꯑꯃꯒ ꯌꯦꯡꯅꯈꯤ꯫ ꯂꯪꯖꯥ ꯐꯥꯎꯕ ꯎꯆꯦꯛ ꯑꯗꯨꯗ ꯃꯤꯠꯌꯦꯡ ꯊꯝꯂꯒ ꯌꯦꯡꯂꯝꯃꯤ꯫ ꯃꯀꯨꯅ ꯃꯍꯥꯛ ꯃꯈꯥ ꯇꯥꯅ ꯍꯥꯏꯔꯛꯏ, "ꯑꯩꯒꯤ ꯅꯨꯡꯁꯤꯔꯕ ꯏꯆꯥꯁꯤꯡ, ꯑꯩꯒꯤ ꯆꯍꯤ ꯀꯌꯥ ꯁꯨꯔꯦ ꯍꯥꯏꯕ ꯑꯩꯅꯥ ꯅꯉꯣꯟꯗ ꯍꯥꯏꯖꯒꯦ꯫ ꯏꯁꯣꯔ ꯄꯨꯝꯅꯃꯛꯀꯤ ꯃꯅꯨꯡꯗ ꯈ꯭ꯋꯥꯏꯗꯒꯤ ꯑꯊꯣꯏꯕ ꯑꯃꯁꯨꯡ ꯁꯅꯥꯃꯍꯤꯒꯤ ꯃꯄꯥ ꯑꯇꯤꯌꯥ ꯒꯨꯔꯨ ꯁꯤꯗꯕ ꯑꯁꯤ ꯑꯩꯒꯤ ꯏꯆꯥꯅꯨꯄꯥꯅꯤ꯫ ꯃꯍꯥꯛꯅ ꯑꯩꯕꯨ 'ꯏꯀꯨ ꯏꯀꯨ' ꯍꯥꯏꯅꯥ ꯀꯧꯏ, ꯅꯨꯡꯁꯤꯕꯒꯥ ꯂꯣꯏꯅꯅꯥ꯫ ꯃꯇꯝ ꯑꯗꯨꯗ ꯑꯩꯉꯣꯟꯗ ꯄꯤꯈꯤꯕ ꯃꯤꯡ ꯑꯗꯨ ꯍꯧꯖꯤꯛꯁꯨ ꯍꯣꯡꯗ꯭ꯔꯦ꯫ ꯃꯔꯝ ꯑꯁꯤꯅ ꯑꯩꯅ ꯍꯥꯏꯔꯤꯕꯁꯤ ꯀꯔꯤꯒꯨꯝꯕ ꯑꯩꯅ ꯆꯍꯤꯒꯤ ꯃꯇꯨꯡ ꯏꯟꯅ ꯃꯁꯤꯡ ꯊꯤꯅꯕ ꯍꯣꯠꯅꯔꯕꯗꯤ ꯃꯁꯤ ꯃꯁꯤꯡ ꯊꯤꯉꯝꯗ꯭ꯔꯕ ꯑꯃꯅꯤ꯫ ꯀꯔꯤꯒꯨꯝꯕ ꯅꯍꯥꯛꯅ ꯑꯩꯕꯨ ꯍꯧꯖꯤꯛ ꯐꯥꯎꯕ ꯊꯥꯖꯗ꯭ꯔꯕꯗꯤ ꯃꯗꯨꯒꯤ ꯃꯇꯨꯡꯗ ꯅꯍꯥꯛꯅ ꯆꯠꯇꯨꯅ ꯑꯇꯤꯌꯥ ꯒꯨꯔꯨ ꯁꯤꯗꯕꯗ ꯍꯪꯕꯅ ꯍꯦꯟꯅꯥ ꯐꯩ꯫ ꯃꯀꯨꯒꯤ ꯋꯥꯔꯤ ꯇꯥꯔꯕ ꯃꯇꯨꯡꯗ ꯁꯥ ꯄꯨꯝꯅꯃꯛ ꯇꯞꯅ ꯇꯞꯅ ꯂꯥꯛꯈꯤ ꯑꯃꯁꯨꯡ ꯃꯈꯣꯏ ꯃꯁꯥꯒꯤ ꯃꯔꯛꯇ ꯋꯥ ꯉꯥꯡꯂꯝꯃꯤ, "ꯌꯦꯡꯕꯗ ꯃꯑꯣꯡꯅ ꯃꯇꯧꯅ ꯃꯍꯥꯛ ꯈ꯭ꯋꯥꯏꯗꯒꯤ ꯑꯍꯜ ꯑꯣꯏꯔꯕ ꯑꯣꯏꯅ ꯎꯕ ꯐꯪꯏ꯫ ꯃꯇꯝ ꯈꯔꯒꯤ ꯃꯇꯨꯡꯗ ꯉꯥ ꯋꯥ ꯉꯥꯡꯂꯕ ꯃꯇꯨꯡꯗ ꯂꯪꯖꯥꯅ ꯋꯥ ꯉꯥꯡꯂꯝꯃꯤ, "ꯅꯨꯡꯁꯤꯖꯔꯕꯥ ꯏꯄꯨ ꯃꯀꯨ, ꯑꯩꯅ ꯅꯉꯣꯟꯗ ꯑꯔꯥꯟꯕ ꯋꯥꯐꯝ ꯑꯃ ꯍꯥꯏꯔꯕꯗꯤ ꯑꯩꯕꯨ ꯃꯥꯉꯍꯟꯕꯤꯌꯨ꯫ ꯍꯧꯖꯤꯛ ꯑꯩꯈꯣꯏ ꯄꯨꯝꯅꯃꯛꯅ ꯊꯥꯖꯩ ꯃꯗꯨꯗꯤ ꯅꯍꯥꯛ ꯑꯁꯤ ꯑꯩꯈꯣꯏ ꯄꯨꯝꯅꯃꯛꯀꯤ ꯃꯅꯨꯡꯗ ꯈ꯭ꯋꯥꯏꯗꯒꯤ ꯑꯍꯜ ꯑꯣꯏꯕꯅꯤ꯫ ꯉꯁꯤ ꯑꯩꯅꯥ ꯅꯪꯕꯨ ꯀꯧꯖꯒꯅꯤ ꯑꯩꯒꯤ ꯌꯨꯝꯗ ꯀꯨꯝꯃꯩ ꯑꯃꯥ꯫ ꯆꯥꯟꯕꯤꯗꯨꯅ ꯑꯩꯒꯤ ꯌꯨꯝ ꯐꯥꯎꯕ ꯑꯩꯒꯤ ꯈꯣꯡꯗ ꯆꯦꯟꯁꯤꯜꯂꯨ꯫ ꯃꯁꯤ ꯍꯥꯏꯔꯕ ꯃꯇꯨꯡꯗ ꯂꯪꯖꯥꯅ ꯂꯪꯁꯤꯡ ꯂꯩꯕ ꯑꯍꯜ ꯑꯣꯏꯔꯕ ꯎꯆꯦꯛ ꯑꯗꯨ ꯃꯍꯥꯛꯀꯤ ꯃꯊꯛꯇ ꯂꯧꯈꯠꯂꯒꯥ ꯑꯇꯣꯞꯄ ꯁꯥꯁꯤꯡꯒ ꯂꯣꯏꯅꯅ ꯎꯔꯦ꯫ ꯑꯐꯕ ꯋꯉꯥꯡꯂꯣꯏ ꯑꯃꯅ ꯃꯇꯝ ꯄꯨꯝꯅꯃꯛꯇꯥ ꯑꯔꯣꯏꯕ ꯋꯥꯍꯩ ꯂꯩ ꯍꯥꯏꯅ ꯍꯥꯏꯔꯛꯄꯒꯨꯝ, ꯂꯧꯁꯤꯡ ꯂꯩꯕꯥ ꯎꯆꯦꯛ ꯑꯗꯨꯅ ꯄꯥꯈꯪꯁꯤꯡꯒ ꯄꯥꯈꯪꯁꯤꯡꯒꯤ ꯃꯅꯨꯡꯗ ꯈ꯭ꯋꯥꯏꯗꯒꯤ ꯑꯍꯜ ꯑꯣꯏꯔꯛꯏ꯫